ꯀ꯭ꯂꯥꯏꯃꯦꯠ ꯆꯦꯟꯖꯒꯤ ꯃꯇꯥꯡꯗ ꯌꯨꯅꯥꯏꯇꯦꯗ ꯅꯦꯁꯟꯁ ꯒꯤ ꯐ꯭ꯔꯦꯝꯋꯥꯔꯛ ꯀꯟꯚꯦꯟꯁꯟꯒꯤ ꯄꯥꯟꯗꯝꯁꯤꯡ ꯁꯟꯗꯣꯛꯅ ꯇꯥꯛꯄ꯫ ꯌꯨꯅꯥꯏꯇꯦꯗ ꯅꯦꯁꯟꯁ ꯐ꯭ꯔꯦꯝꯋꯥꯔꯛ ꯀꯟꯚꯦꯟꯁꯟ ꯑꯣꯟ ꯀ꯭ꯂꯥꯏꯃꯦꯠ ꯆꯦꯟꯖ ꯑꯁꯤ ꯂꯤꯁꯤꯜ ꯑꯃꯒ ꯆꯥꯃꯄꯜ ꯃꯧꯗ꯭ꯔꯥ ꯅꯤꯊꯣꯏ ꯗꯥ ꯌꯥꯟꯈꯤꯕ ꯏꯟꯇꯔꯅꯦꯁ꯭ꯅꯦꯜ ꯇ꯭ꯔꯤꯇꯤ ꯑꯃꯅꯤ, ꯃꯁꯤꯒꯤ ꯃꯔꯨꯑꯣꯏꯕ ꯄꯥꯟꯗꯝꯗꯤ ꯀ꯭ꯂꯥꯏꯃꯦꯠ ꯆꯦꯟꯖꯒꯤ ꯋꯥꯐꯝ ꯑꯁꯤ ꯑꯦꯟꯃꯣꯁ꯭ꯐꯤꯌꯔꯗ ꯒ꯭ꯔꯤꯟꯍꯥꯎꯁ ꯒ꯭ꯌꯥꯁꯀꯤ ꯆꯥꯡ ꯑꯁꯤ ꯃꯤꯑꯣꯏꯕꯅ ꯊꯣꯛꯍꯟꯕ ꯈꯨꯗꯣꯡꯊꯤꯅꯤꯡꯉꯥꯏ ꯑꯣꯏꯕ ꯊꯧꯑꯣꯡꯁꯤꯡ ꯊꯤꯡꯅꯕ ꯊꯥꯛ ꯑꯃꯗ ꯂꯦꯡꯗꯅ ꯊꯝꯗꯨꯅ ꯌꯦꯡꯁꯤꯟꯕꯅꯤ꯫ ꯀ꯭ꯂꯥꯏꯃꯦꯠ ꯁꯤꯁꯇꯦꯝꯒ ꯂꯣꯏꯅꯅ ꯆꯠꯃꯤꯟꯅꯔꯤ꯫ ꯃꯔꯨꯑꯣꯏꯅ, ꯌꯨꯅꯥꯏꯇꯦꯗ ꯅꯦꯁꯟꯁ ꯐ꯭ꯔꯦꯝꯋꯥꯔꯛ ꯀꯟꯚꯦꯟꯁꯟ ꯑꯣꯟ ꯀ꯭ꯂꯥꯏꯃꯦꯠ ꯆꯦꯟꯖꯒꯤ ꯄꯥꯟꯗꯝꯁꯤꯡꯗꯤ - ꯀ꯭ꯂꯥꯏꯃꯦꯠ ꯆꯦꯟꯖꯒꯤ ꯏꯐꯦꯛꯇꯁꯤꯡ ꯍꯟꯊꯍꯟꯅꯕ ꯑꯃꯁꯨꯡ ꯃꯥꯂꯦꯝꯒꯤ ꯑꯣꯏꯅ ꯒ꯭ꯔꯤꯟꯍꯥꯎꯁ ꯒ꯭ꯌꯥꯁ ꯊꯥꯗꯣꯛꯄ ꯍꯟꯊꯍꯟꯅꯕꯒꯤ ꯃꯥꯏꯀꯩꯗ ꯏꯟꯇꯔꯅꯦꯁ꯭ꯅꯦꯜ ꯀꯣꯑꯣꯔꯄꯔꯦꯁꯟ ꯂꯥꯏꯊꯣꯛꯍꯟꯕ, ꯂꯩꯕꯥꯛꯁꯤꯡꯗ ꯀ꯭ꯂꯥꯏꯃꯦꯠ ꯆꯦꯟꯖ ꯍꯟꯊꯍꯟꯕ ꯑꯃꯁꯨꯡ ꯑꯦꯗꯞꯇꯦꯁꯟꯒ ꯃꯔꯤ ꯂꯩꯅꯕ ꯏꯟꯐꯣꯔꯃꯦꯁꯟ, ꯈ꯭ꯋꯥꯏꯗꯒꯤ ꯐꯕꯥ ꯊꯧꯑꯣꯡꯁꯤꯡ, ꯑꯃꯁꯨꯡ ꯇꯦꯛꯅꯣꯂꯣꯖꯤ ꯁꯦꯌꯔ ꯇꯧꯅꯕ ꯑꯃꯁꯨꯡ ꯄꯤꯊꯣꯛ-ꯄꯤꯁꯤꯟ ꯇꯧꯅꯕ ꯄ꯭ꯂꯦꯠꯐꯣꯔꯝ ꯑꯃ ꯄꯤꯕ ꯑꯁꯤꯅꯤ꯫ ꯏꯟꯗꯁꯇ꯭ꯔꯤꯌꯦꯂꯥꯏꯖ ꯂꯩꯕꯥꯛꯁꯤꯡꯅ ꯕꯥꯏꯟꯗꯤꯡ ꯏꯃꯤꯁꯟꯒꯤ ꯄꯥꯟꯗꯝꯁꯤꯡ ꯊꯝꯗꯨꯅ ꯒ꯭ꯔꯤꯟꯍꯥꯎꯁ ꯒ꯭ꯌꯥꯁ ꯏꯃꯤꯁꯟ ꯍꯟꯊꯍꯟꯕꯗ ꯃꯥꯡꯖꯤꯜ ꯊꯥꯕ ꯉꯝꯍꯟꯕ, ꯑꯃꯁꯨꯡ ꯆꯥꯎꯈꯠꯂꯛꯂꯤꯕ ꯂꯩꯕꯥꯛꯁꯤꯡꯅ ꯂꯣ-ꯀꯥꯔꯕꯣꯟ ꯏꯀꯣꯅꯣꯃꯤꯗ ꯇ꯭ꯔꯥꯟꯁꯤꯁꯟ ꯇꯧꯕꯗ ꯃꯇꯦꯡ ꯄꯥꯡꯕ ꯑꯃꯁꯨꯡ ꯁꯦꯜꯒꯤ ꯃꯇꯦꯡ ꯄꯤꯕꯅꯤ꯫ ꯏꯀꯣꯅꯣꯃꯤꯛ ꯑꯃꯁꯨꯡ ꯁꯣꯁꯤꯌꯦꯜ ꯗꯤꯕꯦꯂꯞꯃꯦꯟꯇ ꯑꯃꯁꯨꯡ ꯂꯥꯏꯔꯕ ꯃꯨꯠꯊꯠꯄ ꯑꯁꯤ ꯆꯥꯎꯈꯠꯂꯛꯂꯤꯕ ꯂꯩꯕꯥꯛꯁꯤꯡꯒꯤ ꯑꯍꯥꯟꯕ ꯑꯃꯁꯨꯡ ꯃꯔꯨ ꯑꯣꯏꯕ ꯋꯥꯐꯝꯁꯤꯡꯅꯤ ꯍꯥꯏꯅ ꯂꯧꯗꯨꯅ ꯁ꯭ꯁꯇꯦꯅꯦꯕꯜ ꯗꯤꯕꯦꯂꯞꯃꯦꯟꯇ ꯄ꯭ꯔꯃꯣꯠ ꯇꯧꯕꯅꯤ꯫ ꯀ꯭ꯂꯥꯏꯃꯦꯠ ꯆꯦꯟꯖ ꯊꯦꯡꯅꯅꯕ ꯂꯧꯈꯠꯂꯛꯂꯤꯕ ꯈꯣꯡꯊꯥꯡꯁꯤꯡꯅ ꯆꯥꯅꯕ ꯄꯨꯊꯣꯛꯄꯗ ꯑꯀꯥꯏꯕ ꯄꯤꯗꯅꯕ, ꯑꯃꯁꯨꯡ ꯃꯁꯤꯒꯤ ꯑꯁꯣꯛ-ꯑꯄꯟꯁꯤꯡ ꯑꯁꯤꯅ ꯃꯔꯨꯑꯣꯏꯅ ꯁꯣꯛꯍꯜꯂꯕ ꯂꯩꯕꯥꯛꯁꯤꯡ, ꯈꯨꯗꯝ ꯑꯣꯏꯅ ꯑꯄꯤꯛꯄ ꯑꯥꯏꯂꯦꯟꯗ ꯔꯥꯖ꯭ꯌꯁꯤꯡ ꯑꯃꯁꯨꯡ ꯈ꯭ꯋꯥꯏꯗꯒꯤ ꯆꯥꯎꯈꯠꯄ ꯂꯩꯕꯥꯛꯁꯤꯡꯒꯤ ꯈꯨꯗꯣꯡꯊꯤꯕ ꯑꯃꯁꯨꯡ ꯑꯀꯛꯅꯕ ꯃꯊꯧ ꯇꯧꯕꯁꯤꯡ ꯑꯗꯨ ꯃꯇꯤꯛ ꯆꯥꯅ ꯌꯦꯡꯁꯤꯟꯕꯅꯤ꯫ ꯑꯄꯨꯟꯕ ꯑꯣꯏꯅ, ꯌꯨꯅꯥꯏꯇꯦꯗ ꯅꯦꯁꯟꯁ ꯐ꯭ꯔꯦꯝꯋꯥꯔꯛ ꯀꯟꯚꯦꯟꯁꯟ ꯑꯣꯟ ꯀ꯭ꯂꯥꯏꯃꯦꯠ ꯆꯦꯟꯖꯅ ꯂꯩꯕꯥꯛ ꯑꯃꯃꯝꯒꯤ ꯑꯀꯛꯅꯕ ꯃꯊꯧ ꯇꯥꯕꯁꯤꯡ ꯑꯃꯁꯨꯡ ꯐꯤꯚꯝꯁꯤꯡ ꯑꯗꯨ ꯈꯪꯂꯗꯨꯅ, ꯑꯄꯨꯟꯕ ꯄꯥꯟꯗꯝ ꯑꯃꯒꯤ ꯃꯥꯏꯀꯩꯗ ꯏꯟꯇꯔꯅꯦꯁ꯭ꯅꯦꯜ ꯀꯣꯑꯣꯄꯔꯦꯁꯟ ꯑꯃꯁꯨꯡ ꯀꯂꯦꯛꯇꯤꯕ ꯑꯦꯛꯁꯟ ꯌꯣꯛꯈꯠꯇꯨꯅ ꯃꯈꯣꯏꯒꯤ ꯄꯥꯟꯗꯝꯁꯤꯡ ꯐꯪꯅꯕ ꯍꯣꯠꯅꯔꯤ꯫ ꯁ꯭ꯇꯔꯣꯕꯦꯔꯤ ꯁ꯭ꯃꯨꯗꯤ ꯑꯃ ꯁꯦꯝꯃꯨ꯫ ꯁ꯭ꯇꯔꯣꯕꯦꯔꯤ ꯁ꯭ꯃꯨꯗꯤ ꯑꯃ ꯁꯦꯝꯅꯕꯒꯤꯗꯃꯛ, ꯅꯍꯥꯛꯅ ꯃꯈꯥꯗ ꯄꯤꯔꯤꯕ ꯄꯣꯠꯁꯛꯁꯤꯡ ꯑꯁꯤ ꯃꯊꯧ ꯇꯥꯏ - ꯁ꯭ꯇꯔꯣꯕꯦꯔꯤ ꯀꯞ ꯑꯃ, ꯍꯨꯜ ꯑꯃꯁꯨꯡ ꯐ꯭ꯔꯣꯖꯟ ꯕꯦꯅꯥꯅꯥ ꯑꯃ, ꯊꯥꯎ ꯊꯣꯛꯄ ꯑꯃꯁꯨꯡ ꯐ꯭ꯔꯣꯖꯟ ꯇꯧꯔꯕ ꯁꯪꯒꯣꯝ ꯀꯞ ꯑꯃ - ꯗꯥꯏꯔꯤ ꯅꯠꯇꯔꯒ ꯅꯟ-ꯗꯥꯏꯔꯤ, ꯄꯁꯟꯗꯒꯤ ꯃꯇꯨꯡꯏꯟꯅ ꯌꯣꯒ꯭ꯔꯠ ꯀꯞ ꯑꯃ ꯇꯪꯈꯥꯏ - ꯄ꯭ꯂꯦꯟ ꯅꯠꯇꯔꯒ ꯚꯦꯅꯤꯂꯥ, ꯄꯁꯟꯒꯤ ꯃꯇꯨꯡꯏꯟꯅ , ꯑꯃ-ꯑꯅꯤ ꯁꯪꯒꯣꯝ ꯅꯠꯇꯔꯒ ꯃꯦꯄꯜ ꯁꯤꯔꯞ ꯑꯣꯞꯁꯅꯦꯜ ꯍꯧꯖꯤꯛ, ꯐꯖꯅ ꯈꯣꯡꯊꯥꯡꯁꯤꯡ ꯑꯁꯤ ꯂꯧꯈꯠꯀꯗꯕꯅꯤ ,ꯐ꯭ꯔꯣꯖꯟ ꯁ꯭ꯇꯔꯣꯕꯦꯔꯤ ꯑꯃꯁꯨꯡ ꯕꯦꯅꯥꯅꯥ ꯁ꯭ꯂꯥꯏꯁꯁꯤꯡ ꯑꯗꯨ ꯕ꯭ꯂꯦꯟꯗꯔ ꯑꯃꯗ ꯍꯥꯞꯆꯤꯜꯂꯨ꯫ ꯁꯪꯒꯣꯝ ꯑꯗꯨ ꯌꯥꯟꯁꯤꯟꯅꯧ ꯑꯃꯁꯨꯡ ꯌꯣꯒ꯭ꯔꯠ ꯑꯗꯨ ꯍꯥꯞꯆꯤꯜꯂꯨ꯫ ꯀꯔꯤꯒꯨꯝꯕ ꯅꯍꯥꯛꯅ ꯃꯆꯤꯟꯖꯥꯛ ꯁꯤꯖꯤꯟꯅꯔꯕꯗꯤ, ꯅꯍꯥꯛꯀꯤ ꯅꯨꯡꯉꯥꯏꯕꯒꯤ ꯃꯇꯨꯡ ꯏꯟꯅꯥ ꯍꯧꯖꯤꯛ ꯍꯥꯞꯆꯤꯜꯂꯨ꯫ ꯀꯔꯤꯒꯨꯝꯕ ꯃꯊꯧ ꯇꯥꯔꯕꯗꯤ ꯕ꯭ꯂꯦꯟꯗꯔꯒꯤ ꯃꯄꯥꯟꯊꯪꯕ ꯃꯔꯣꯜ ꯑꯗꯨ ꯀꯨꯞꯁꯤꯜꯂꯨ, ꯃꯗꯨ ꯇꯥꯔꯨ-ꯇꯅꯥꯟꯅ ꯊꯝꯖꯤꯜꯂꯨ꯫ ꯀꯔꯤꯒꯨꯝꯕ ꯁ꯭ꯃꯨꯗꯤ ꯑꯗꯨ ꯌꯥꯝꯅ ꯂꯨꯕ ꯑꯣꯏꯔꯕꯗꯤ, ꯅꯍꯥꯛꯅ ꯃꯗꯨ ꯂꯦꯡꯗꯅ ꯂꯩꯅꯕ ꯁꯪꯒꯣꯝ ꯈꯔꯥ ꯍꯦꯟꯅ ꯍꯥꯞꯆꯤꯟꯕ‌ ꯌꯥꯏ꯫ ꯁ꯭ꯃꯨꯗꯤ ꯑꯗꯨ ꯒ꯭ꯂꯥꯁ ꯑꯃꯗ ꯊꯛꯎ ꯑꯃꯁꯨꯡ ꯅꯨꯡꯉꯥꯏꯅ ꯊꯝꯃꯨ꯫